ꯋꯦꯕꯁꯥꯏꯠ ꯑꯃ ꯁꯤꯖꯤꯟꯅꯕꯗ ꯁꯥꯐꯕꯥ ꯑꯣꯏꯔꯕꯗꯤ ꯅꯍꯥꯛꯅ ꯀꯔꯝꯅ ꯈꯪꯗꯣꯛꯄ ꯉꯝꯒꯅꯤ? ꯋꯦꯕꯁꯥꯏꯠ ꯑꯃ ꯁꯤꯖꯤꯟꯅꯕꯗ ꯁꯥꯐꯕ ꯑꯣꯏꯔꯕꯗꯤ ꯈꯪꯗꯣꯛꯅꯕꯒꯤ ꯃꯑꯣꯡ ꯀꯌꯥ ꯂꯩ: ꯄꯦꯗꯂꯣꯛ ꯁꯤꯝꯕꯣꯜ ꯑꯗꯨ ꯌꯦꯡꯎ: ꯅꯍꯥꯛꯀꯤ ꯋꯦꯕ ꯕ꯭ꯔꯥꯎꯖꯔꯒꯤ ꯑꯦꯗ꯭ꯔꯦꯁ ꯕꯥꯔꯗ ꯂꯩꯕ ꯄꯦꯗꯂꯣꯛ ꯁꯤꯝꯕꯣꯜ ꯑꯃꯅ ꯋꯦꯕꯁꯥꯏꯠ ꯑꯗꯨꯗ ꯁꯦꯀ꯭ꯌꯨꯑꯣꯔ ꯑꯣꯏꯕ ꯑꯦꯛꯁꯟ ꯑꯃꯥ ꯂꯩ ꯍꯥꯏꯕ ꯇꯥꯛꯏ, ꯃꯁꯤꯅ ꯅꯍꯥꯛꯅ ꯁꯥꯏꯠ ꯑꯗꯨꯗ ꯊꯥꯔꯛꯄ ꯏꯟꯐꯣꯔꯃꯦꯁꯟ ꯑꯗꯨ ꯇꯥꯛꯏ꯫ ꯑꯦꯟꯀꯔꯤꯞ ꯇꯧꯏ ꯑꯃꯁꯨꯡ ꯊꯥꯔꯗ ꯄꯥꯔꯇꯤꯁꯤꯡꯅ ꯏꯟꯇꯔꯁꯦꯞ ꯇꯧꯕ ꯌꯥꯗꯦ꯫ ꯃꯁꯤꯒꯤ ꯃꯊꯛꯇ, ꯋꯦꯕꯁꯥꯏꯇꯀꯤ ꯑꯁꯤꯗꯒꯤ ꯍꯧꯒꯗꯕꯅꯤ, ꯃꯁꯤꯅ ꯁꯦꯀ꯭ꯌꯨꯑꯣꯔ ꯑꯣꯏꯕ ꯑꯦꯛꯁꯟ ꯑꯃꯁꯨ ꯇꯥꯛꯏ꯫ ꯁꯥꯏꯠꯀꯤ ꯄ꯭ꯔꯥꯏꯚꯦꯁꯤ ꯄꯣꯂꯤꯁꯤ ꯆꯦꯛ ꯇꯧꯕꯤꯌꯨ: ꯃꯃꯤꯡ ꯂꯩꯔꯕ ꯋꯦꯕꯁꯥꯏꯇꯁꯤꯡꯅ ꯃꯈꯣꯏꯅ ꯌꯨꯖꯔꯒꯤ ꯗꯦꯇꯥ ꯑꯗꯨ ꯀꯔꯝꯅ ꯍꯦꯟꯗꯜ ꯇꯧꯕ ꯑꯃꯁꯨꯡ ꯉꯥꯛꯊꯣꯛꯄꯒꯦ ꯍꯥꯏꯕꯗꯨ ꯇꯥꯛꯄ ꯃꯌꯦꯛ ꯁꯦꯡꯕ ꯄ꯭ꯔꯥꯏꯚꯦꯁꯤ ꯄꯣꯂꯤꯁꯤ ꯑꯃꯥ ꯂꯩꯒꯗꯕꯅꯤ꯫ ꯁꯥꯏꯠꯇ ꯄꯔꯁꯣꯅꯦꯜ ꯏꯟꯐꯣꯔꯃꯦꯁꯟ ꯑꯃꯠꯇ ꯄꯤꯗ꯭ꯔꯤꯉꯩꯗ ꯄꯣꯂꯤꯁꯤ ꯑꯁꯤ ꯁꯣꯏꯗꯅ ꯄꯥꯕꯤꯌꯨ꯫ ꯋꯦꯕꯁꯥꯏꯠ ꯁꯦꯐꯇꯤ-ꯆꯦꯛ ꯇꯨꯜ ꯑꯃꯥ ꯁꯤꯖꯤꯟꯅꯧ: ꯋꯦꯕꯁꯥꯏꯠ ꯑꯃꯒꯤ ꯁꯦꯐꯇꯤ ꯔꯦꯇꯤꯡ ꯆꯦꯛ ꯇꯧꯕ ꯌꯥꯕꯥꯡ ꯑꯣꯟꯂꯥꯏꯟ ꯇꯨꯜ ꯀꯌꯥ ꯂꯩ꯫ ꯈꯨꯠꯂꯥꯏꯁꯤꯡ ꯑꯁꯤꯅ ꯁꯥꯏꯠ ꯑꯁꯤ ꯁꯤꯖꯤꯟꯅꯕꯗ ꯁꯥꯐꯕ ꯑꯣꯏꯕ꯭ꯔ ꯅꯠꯇ꯭ꯔꯒ ꯌꯥꯗꯕ꯭ꯔ ꯍꯥꯏꯕꯗꯨ ꯂꯦꯞꯊꯣꯛꯅꯕ ꯁꯥꯏꯠ ꯑꯗꯨꯒꯤ ꯃꯃꯤꯡ ꯆꯠꯄ ꯑꯃꯁꯨꯡ ꯈꯪꯂꯕ ꯁꯦꯀ‌꯭ꯌꯨꯔꯤꯇꯤꯒꯤ ꯈꯨꯗꯣꯡꯊꯤꯕꯁꯤꯡꯒꯨꯝꯕ ꯐꯦꯛꯇꯔꯁꯤꯡꯒꯤ ꯀꯝꯕꯤꯅꯦꯁꯟ ꯑꯃꯥ ꯁꯤꯖꯤꯟꯅꯩ꯫ ꯋꯦꯕꯁꯥꯏꯠꯀꯤ ꯃꯄꯨ ꯑꯣꯏꯕꯒꯤ ꯃꯇꯥꯡꯗꯥ ꯔꯤꯁꯔꯆ ꯇꯧꯕ: ꯋꯦꯕꯁꯥꯏꯠ ꯑꯃ ꯁꯤꯖꯤꯟꯅꯔꯛꯄ ꯃꯇꯝꯗ ꯅꯍꯥꯛꯅ ꯀꯅꯥꯒ ꯂꯣꯏꯅꯅ ꯋꯥꯔꯤ ꯁꯥꯅꯔꯤꯕꯅꯣ ꯍꯥꯏꯕꯁꯤ ꯃꯇꯝ ꯄꯨꯝꯅꯃꯛꯇ ꯑꯐꯕꯥ ꯋꯥꯈꯜꯂꯣꯟ ꯑꯃꯅꯤ꯫ ꯁꯥꯏꯠ ꯑꯁꯤꯒꯤ ꯃꯄꯨ ꯀꯅꯥꯅꯣ ꯑꯃꯁꯨꯡ ꯃꯁꯤꯒ ꯃꯔꯤ ꯂꯩꯅꯕ ꯔꯦꯗ ꯐ꯭ꯂꯦꯒ ꯑꯃꯠꯇ ꯂꯩꯕ꯭ꯔꯥ ꯍꯥꯏꯕꯗꯨ ꯈꯪꯗꯣꯛꯅꯕ ꯅꯍꯥꯛꯅ ꯂꯨꯛꯑꯥꯞ ꯁꯔꯚꯤꯁ ꯑꯃꯥ ꯁꯤꯖꯤꯟꯅꯕ ꯌꯥꯏ꯫ ꯅꯍꯥꯛꯀꯤ ꯏꯟꯁ꯭ꯇꯤꯠꯌꯨꯠꯁꯤꯡꯗꯥ ꯊꯥꯖꯕ ꯊꯝꯕ: ꯁꯥꯏꯠ ꯑꯃꯅ ꯂꯦꯖꯤꯁ꯭ꯂꯦꯇꯤꯚ ꯑꯣꯏꯅ ꯎꯔꯕꯁꯨ, ꯀꯔꯤꯒꯨꯝꯕ ꯃꯗꯨꯒꯤ ꯃꯇꯥꯡꯗ ꯀꯔꯤꯒꯨꯝꯕ ꯈꯔ ꯅꯍꯥꯛꯅ ꯑꯣꯐ ꯑꯣꯏꯅ ꯐꯥꯎꯔꯕꯗꯤ, ꯆꯦꯛꯁꯤꯟ ꯊꯧꯔꯥꯡꯒꯤ ꯃꯥꯏꯀꯩꯗ ꯑꯁꯣꯏꯕ ꯇꯧꯕ ꯑꯃꯁꯨꯡ ꯁꯤꯖꯤꯟꯅꯕꯗꯒꯤ ꯂꯥꯞꯅ ꯂꯩꯕ ꯑꯁꯤ ꯍꯦꯟꯅ ꯐꯩ꯫ ꯅꯍꯥꯛꯀꯤ ꯏꯟꯁ꯭ꯇꯤꯠꯌꯨꯠꯁꯤꯡꯗ ꯊꯥꯖꯕ ꯊꯝꯃꯨ ꯑꯃꯁꯨꯡ ꯃꯗꯨꯒꯤ ꯃꯍꯨꯠꯇ ꯁꯤꯖꯤꯟꯅꯅꯕ ꯑꯇꯣꯞꯄ ꯋꯦꯕꯁꯥꯏꯠꯁꯤꯡ ꯊꯤꯌꯨ꯫ ꯅꯤꯡꯁꯤꯡꯕꯤꯌꯨ, ꯀꯔꯤꯒꯨꯝꯕ ꯋꯦꯕꯁꯥꯏꯠ ꯑꯃꯅ ꯁꯥꯐꯕ ꯑꯣꯏꯅ ꯎꯔꯕꯁꯨ, ꯅꯍꯥꯛꯅ ꯄꯔꯁꯣꯅꯦꯜ ꯅꯠꯇꯔꯒ ꯁꯦꯟꯁꯤꯇꯤꯚ ꯏꯟꯐꯣꯔꯃꯦꯁꯟ ꯄꯤꯔꯛꯄ ꯃꯇꯝꯗ ꯆꯦꯛꯁꯤꯟ ꯊꯧꯔꯥꯡ ꯂꯧꯈꯠꯀꯗꯕꯅꯤ꯫ ꯃꯇꯝ ꯄꯨꯝꯅꯃꯛꯇ ꯑꯀꯅꯟꯕ ꯑꯃꯁꯨꯡ ꯑꯈꯟꯅꯕ ꯄꯥꯁꯋꯥꯔꯗꯁꯤꯡ ꯁꯤꯖꯤꯟꯅꯧ, ꯑꯃꯁꯨꯡ ꯀꯩꯗꯧꯉꯩꯗ ꯄꯕ꯭ꯂꯤꯛ ꯋꯥꯏ-ꯐꯥꯏ ꯅꯦꯠꯋꯥꯔꯛꯁꯤꯡꯗ ꯁꯦꯟꯁꯤꯇꯤꯚ ꯑꯣꯏꯕ ꯏꯟꯐꯣꯔꯃꯦꯁꯟ ꯁꯦꯌꯔ ꯇꯧꯔꯣꯏꯗꯕꯅꯤ꯫ ꯃꯁꯤ ꯇꯧꯅꯕꯒꯤꯗꯃꯛ ꯑꯩꯈꯣꯏꯅ ꯍꯣꯜ ꯅꯝꯕꯔꯒꯤ ꯁꯔꯨꯛ ꯑꯗꯨ ꯐ꯭ꯔꯦꯛꯆꯔ ꯄꯥꯔꯠ ꯑꯗꯨꯒꯤ ꯗꯦꯅꯣꯃꯤꯅꯦꯇꯔ ꯑꯗꯨꯒ ꯃꯁꯤꯡ ꯌꯥꯝꯍꯟꯕ ꯃꯊꯧ ꯇꯥꯏ ꯑꯃꯁꯨꯡ ꯃꯗꯨꯒꯤ ꯃꯇꯨꯡꯗ ꯅ꯭ꯌꯨꯃꯔꯦꯇꯔ ꯑꯗꯨ ꯍꯥꯞꯆꯤꯟꯕ ꯃꯊꯧ ꯇꯥꯏ꯫ ꯑꯄꯤꯕ ꯋꯥꯐꯝ ꯑꯃ ꯂꯧꯈꯠꯂꯨ ꯑꯃꯁꯨꯡ ꯃꯗꯨ ꯍꯦꯟꯅ ꯊꯥꯖꯅꯤꯡꯉꯥꯏ ꯑꯣꯏꯍꯜꯂꯨ꯫ ꯑꯩꯈꯣꯏꯅ ꯃꯤꯌꯥꯝꯒꯤ ꯆꯠꯊꯣꯛ-ꯆꯠꯁꯤꯟꯒꯤ ꯈꯨꯗꯣꯡꯆꯥꯕ ꯍꯦꯟꯅ ꯐꯪꯍꯟꯒꯗꯕꯅꯤ꯫ ꯃꯤꯌꯥꯝꯒꯤ ꯆꯠꯊꯣꯛ-ꯆꯠꯁꯤꯟ ꯍꯦꯟꯅ ꯈꯨꯗꯣꯡꯆꯥꯕ ꯄꯤꯅꯕ ꯑꯩꯈꯣꯏꯅ ꯈꯨꯗꯛꯇ ꯈꯣꯡꯊꯥꯡ ꯂꯧꯈꯠꯄ ꯑꯁꯤ ꯌꯥꯝꯅ ꯃꯔꯨ ꯑꯣꯏ ꯍꯥꯏꯕꯒꯤ ꯃꯔꯝ ꯃꯁꯤꯡ ꯊꯤꯉꯝꯗ꯭ꯔꯕ ꯀꯌꯥ ꯂꯩꯔꯤ꯫ ꯃꯁꯤꯅ ꯑꯩꯈꯣꯏꯒꯤ ꯀꯥꯔꯕꯣꯟ ꯐꯨꯠꯄꯔꯤꯟꯠ ꯍꯟꯊꯍꯟꯗꯨꯅ ꯑꯀꯣꯏꯕꯒꯤ ꯐꯤꯕꯝꯗ ꯌꯥꯝꯅ ꯀꯥꯟꯅꯕ ꯄꯤꯕꯇ ꯅꯠꯇꯅ ꯃꯁꯤꯅ ꯄꯨꯟꯁꯤꯒꯤ ꯂꯝ ꯈꯨꯗꯤꯡꯃꯛꯀꯤ ꯃꯤꯑꯣꯏꯁꯤꯡꯗ ꯍꯦꯟꯅ ꯁꯦꯟꯗꯣꯡ ꯂꯩꯕ ꯑꯃꯁꯨꯡ ꯈꯨꯗꯣꯡꯆꯥꯕ ꯇ꯭ꯔꯥꯟꯁꯄꯣꯔꯇꯦꯁꯟꯒꯤ ꯑꯣꯞꯁꯟꯁꯤꯡꯁꯨ ꯐꯪꯍꯟꯒꯅꯤ꯫ ꯑꯦꯛꯁꯦꯁꯤꯕꯤꯂꯤꯇꯤ ꯐꯒꯠꯍꯟꯗꯨꯅ ꯑꯩꯈꯣꯏꯅ ꯍꯦꯟꯅ ꯏꯟꯀ꯭ꯂꯨꯁꯤꯕ ꯀꯝꯃ‍꯭ꯌꯨꯅꯤꯇꯤ ꯑꯃꯥ ꯁꯦꯝꯒꯠꯄ ꯉꯝꯒꯅꯤ꯫